ꯄꯤꯔꯤꯕ ꯋꯥꯐꯝ ꯑꯗꯨ ꯑꯦꯅꯥꯂꯥꯏꯖ ꯇꯧ ꯑꯃꯁꯨꯡ ꯀꯔꯤꯒꯤꯗꯃꯛꯇꯥ ꯃꯗꯨ ꯑꯆꯨꯝꯕ ꯑꯣꯏꯗ꯭ꯔꯤꯕꯅꯣ ꯍꯥꯏꯕꯗꯨ ꯁꯟꯗꯣꯛꯅꯥ ꯇꯥꯛꯄꯤꯌꯨ꯫ ꯄꯣꯠꯁꯛꯁꯤꯡꯅꯥ ꯄꯥꯝꯕꯤꯁꯤꯡꯗꯥ ꯌꯥꯝꯅ ꯆꯥꯎꯅ ꯑꯃꯥꯡ-ꯑꯇꯥ ꯊꯣꯛꯍꯟꯕ ꯌꯥꯏ꯫ ꯄꯤꯔꯤꯕ ꯋꯥꯐꯝ ꯑꯁꯤ ꯃꯄꯨꯡ ꯐꯥꯅꯥ ꯑꯆꯨꯝꯕ ꯅꯠꯇꯦ, ꯃꯔꯝꯗꯤ ꯃꯁꯤꯅꯥ ꯄꯣꯠꯁꯛ ꯄꯨꯝꯅꯃꯛꯄꯨ ꯆꯞ ꯃꯥꯟꯅꯕ ꯕ꯭ꯔꯥꯁ ꯑꯃꯅꯥ ꯄꯦꯟꯊꯣꯛꯏ ꯑꯗꯨꯒꯥ ꯇꯁꯦꯡꯕꯗꯤ, ꯄꯣꯠꯁꯛ ꯄꯨꯝꯅꯃꯛꯅꯥ ꯄꯥꯝꯕꯤꯁꯤꯡꯗꯥ ꯑꯃꯥꯡ-ꯑꯇꯥ ꯊꯣꯛꯍꯟꯗꯦ꯫ ꯇꯁꯦꯡꯕꯗꯤ, ꯄꯥꯝꯕꯤꯁꯤꯡ ꯑꯃꯁꯨꯡ ꯏꯀꯣꯁꯤꯁ꯭ꯇꯦꯃꯁꯤꯡꯒꯤ ꯍꯛꯁꯦꯜ ꯉꯥꯛꯇꯨꯅꯥ ꯊꯝꯕꯗꯥ ꯏꯟꯁꯦꯛꯇ ꯀꯌꯥꯅꯥ ꯃꯔꯨꯑꯣꯏꯕ ꯊꯧꯗꯥꯡ ꯂꯧꯔꯤ꯫ ꯃꯍꯤꯛ-ꯃꯇꯥꯏ, ꯌꯦꯔꯨꯝ, ꯃꯍꯤꯛ-ꯃꯇꯥꯏꯁꯤꯡꯒꯨꯝꯕ ꯄꯣꯠꯁꯛ ꯈꯔꯅꯥ ꯃꯍꯩ-ꯃꯔꯣꯡ ꯀꯌꯥ ꯄꯣꯂꯤꯅꯦꯠ ꯇꯧꯏ, ꯃꯁꯤꯅꯥ ꯄꯥꯝꯕꯤ ꯀꯌꯥꯒꯤ ꯒ꯭ꯔꯣꯊ ꯑꯃꯁꯨꯡ ꯔꯤꯞꯔꯗꯛꯇꯤꯚ ꯄ꯭ꯔꯣꯁꯦꯁꯀꯤꯗꯃꯛꯇꯥ ꯃꯊꯧ ꯇꯥꯏ꯫ ꯑꯇꯣꯞꯄꯥ ꯄꯣꯠꯁꯛꯁꯤꯡ, ꯍꯥꯏꯕꯗꯤ ꯂꯦꯗꯤꯕꯛ ꯑꯃꯁꯨꯡ ꯄ꯭ꯔꯦꯌꯤꯡ ꯃꯦꯟꯇꯤꯁꯅꯥ ꯄꯥꯝꯕꯤꯁꯤꯡꯗꯥ ꯑꯃꯥꯡ-ꯑꯇꯥ ꯊꯣꯛꯍꯟꯕ ꯌꯥꯕ ꯄꯣꯠꯁꯛꯁꯤꯡ ꯆꯥꯗꯨꯅꯥ ꯄꯦꯁ꯭ꯠ ꯄꯣꯄꯨꯂꯦꯁꯟ ꯀꯟꯠꯔꯣꯜ ꯇꯧꯕꯗꯥ ꯃꯇꯦꯡ ꯄꯥꯡꯏ꯫ ꯑꯦꯐꯤꯗ ꯑꯃꯁꯨꯡ ꯀꯦꯇꯔꯄꯤꯂꯔꯒꯨꯝꯕ ꯄꯣꯠꯁꯛ ꯈꯔꯅꯥ ꯃꯈꯣꯏꯒꯤ ꯃꯅꯥ-ꯃꯁꯤꯡ, ꯈꯣꯡ-ꯈꯨꯠ ꯅꯠꯇ꯭ꯔꯒꯥ ꯃꯔꯨꯝꯁꯤꯡꯗꯥ ꯆꯥꯊꯣꯛꯗꯨꯅꯥ ꯄꯥꯝꯕꯤꯁꯤꯡꯗꯥ ꯑꯆꯧꯕꯥ ꯑꯃꯥꯡ-ꯑꯇꯥ ꯊꯣꯛꯍꯟꯕ ꯌꯥꯏ ꯍꯥꯏꯕꯁꯤ ꯑꯆꯨꯝꯕꯅꯤ, ꯑꯗꯨꯕꯨ ꯃꯁꯤ ꯈꯪꯖꯤꯟꯕꯥ ꯃꯊꯧ ꯇꯥꯏ ꯃꯗꯨꯗꯤ ꯄꯣꯠꯁꯛꯁꯤꯡꯅꯥ ꯏꯀꯣꯁꯤꯁ꯭ꯇꯦꯃꯗꯥ ꯇꯣꯉꯥꯟ ꯇꯣꯉꯥꯟꯕ ꯊꯧꯗꯥꯡ ꯂꯧꯔꯤ ꯑꯃꯁꯨꯡ ꯃꯈꯣꯏ ꯄꯨꯝꯅꯃꯛ ꯑꯁꯤ ꯑꯣꯏꯗꯦ꯫ ꯄꯥꯝꯕꯤꯁꯤꯡꯗꯥ ꯑꯀꯥꯏꯕ ꯄꯤꯕ꯫